ꯃꯔꯚꯨꯃꯤꯗ ꯃꯁꯛ ꯊꯣꯛꯄꯥ ꯑꯌꯨꯛꯀꯤ ꯅꯨꯃꯤꯠ ꯑꯁꯤ ꯀꯔꯝꯅꯥ ꯑꯣꯏꯕꯒꯦ ꯍꯥꯏꯕꯗꯨ ꯐꯣꯡꯗꯣꯛꯄꯤꯌꯨ꯫ ꯃꯔꯚꯨꯃꯤꯗ ꯃꯍꯧꯁꯥꯒꯤ ꯑꯣꯏꯕ ꯑꯌꯨꯛꯀꯤ ꯅꯨꯃꯤꯠ ꯑꯁꯤ ꯑꯀꯟꯕꯥ, ꯂꯦꯡꯗꯕꯥ ꯅꯨꯃꯤꯠꯀꯤ ꯃꯉꯥꯜꯅ ꯊꯜꯂꯕꯥ ꯑꯃꯁꯨꯡ ꯅꯣꯡꯖꯨ-ꯅꯨꯡꯁꯥ ꯈꯥꯛꯇꯅ ꯂꯩ꯫ ꯅꯨꯃꯤꯗꯥꯡꯗ ꯇꯦꯝꯄꯦꯔꯦꯆꯔ ꯑꯁꯤ ꯗꯤꯒ꯭ꯔꯤ ꯐꯥꯔꯦꯟꯍꯥꯏꯠ ꯆꯥꯝꯃ ꯗꯒꯤ ꯍꯦꯟꯅꯥ ꯋꯥꯡꯈꯠꯄꯥ ꯌꯥꯏ, ꯑꯃꯁꯨꯡ ꯅꯨꯡꯁꯤꯠ ꯑꯁꯤ ꯌꯥꯝꯅ ꯅꯦꯝꯕꯥ ꯅꯨꯡꯁꯤꯠꯀꯥ ꯂꯣꯏꯅꯅꯥ ꯁꯨꯡꯏ꯫ ꯀ꯭ꯂꯥꯎꯗ ꯀꯚꯔ ꯌꯥꯝꯅ ꯅꯦꯝꯃꯤ ꯅꯠꯇꯔꯒ ꯑꯃꯠꯇꯥ ꯂꯩꯇꯦ, ꯃꯔꯝ ꯑꯗꯨꯅꯥ ꯅꯨꯃꯤꯠꯅꯥ ꯃꯔꯚꯨꯃꯤꯒꯤ ꯆꯦꯟꯊꯔꯛꯄꯥ ꯅꯠꯇꯔꯒ ꯁꯤꯠꯂꯕꯥ ꯂꯝꯗꯝꯗꯥ ꯆꯦꯟꯊꯔꯛꯏ, ꯃꯗꯨꯅꯥ ꯅꯨꯡꯁꯤꯠ ꯑꯗꯨ ꯅꯨꯡꯁꯤꯠꯇꯥ ꯑꯃꯨꯛ ꯍꯟꯅꯥ ꯔꯤꯐ꯭ꯂꯦꯛꯇ ꯇꯧꯏ꯫ ꯅꯨꯃꯤꯗꯥꯡꯗ ꯃꯔꯚꯨꯃꯤꯗꯥ ꯂꯩꯕ ꯄꯥꯝꯕꯤ ꯑꯃꯁꯨꯡ ꯁꯥ-ꯁꯟ ꯈꯔꯅꯥ ꯑꯁꯥꯕ ꯏꯁꯤꯡ ꯇꯨꯡꯁꯤꯟꯕꯥ ꯉꯝꯅꯕꯥ ꯆꯨꯝꯊꯣꯛꯏ꯫ ꯃꯔꯚꯨꯃꯤꯒꯤ ꯁꯥ ꯀꯌꯥ, ꯍꯥꯏꯕꯗꯤ ꯔꯦꯞꯇꯤꯜ ꯑꯃꯁꯨꯡ ꯑꯄꯤꯛꯄꯥ ꯃꯃꯥꯏꯁꯤꯡ ꯑꯁꯤ ꯅꯨꯃꯤꯗꯥꯡꯒꯤ ꯅꯠꯇꯔꯒ ꯀ꯭ꯔꯦꯄꯁ꯭ꯀꯨꯂꯥꯔ ꯑꯣꯏ, ꯃꯁꯤꯅꯥ ꯇꯥꯛꯄꯗꯤ ꯃꯈꯣꯏꯅꯥ ꯅꯨꯃꯤꯗꯥꯡꯒꯤ ꯃꯇꯝꯗ ꯅꯠꯇꯔꯒ ꯑꯌꯨꯛ-ꯅꯨꯡꯊꯤꯜꯒꯤ ꯃꯇꯝꯗꯥ ꯑꯦꯛꯇꯤꯕ ꯑꯣꯏ, ꯃꯁꯤꯅꯥ ꯅꯨꯃꯤꯠꯀꯤ ꯈ꯭ꯕꯥꯏꯗꯒꯤ ꯅꯨꯡꯉꯥꯏꯕꯥ ꯁꯔꯨꯛ ꯑꯗꯨꯗꯒꯤ ꯂꯥꯞꯅꯥ ꯂꯩ꯫ ꯄꯥꯝꯕꯤ ꯈꯔꯅꯥ ꯃꯈꯣꯏꯒꯤ ꯃꯄꯥꯟ ꯅꯠꯇꯔꯒ ꯈꯣꯡꯗꯥ ꯏꯁꯤꯡ ꯊꯝꯅꯕꯥ ꯑꯦꯗꯞꯇꯦꯠ ꯇꯧꯈ꯭ꯔꯦ, ꯑꯗꯨꯒꯥ ꯑꯇꯩ ꯈꯔꯅꯥ ꯃꯈꯣꯏꯒꯤ ꯃꯍꯩ-ꯃꯔꯣꯡꯁꯤꯡ ꯍꯥꯡꯗꯣꯛꯏ ꯅꯠꯇꯔꯒꯥ ꯃꯈꯣꯏꯒꯤ ꯃꯅꯥ-ꯃꯁꯤꯡ ꯑꯗꯨ ꯑꯌꯨꯛ ꯈꯛꯇꯗꯥ ꯊꯥꯗꯣꯛꯏ꯫ ꯅꯨꯃꯤꯠ ꯆꯨꯞꯄꯥ ꯂꯦꯞꯄꯥ ꯃꯇꯝꯗ ꯃꯔꯚꯨꯃꯤ ꯑꯁꯤ ꯌꯥꯝꯅ ꯊꯨꯅꯥ ꯀꯨꯡꯁꯤꯜꯂꯛꯏ ꯃꯔꯝꯗꯤ ꯅꯨꯡꯁꯤꯠꯇꯥ ꯅꯣꯡꯂꯩ-ꯅꯨꯡꯁꯤꯠ ꯂꯩꯇꯕꯅꯥ ꯃꯔꯝ ꯑꯣꯏꯗꯨꯅꯥ ꯏꯁꯤꯡ ꯇꯨꯡꯁꯤꯟꯕꯥ ꯉꯝꯗꯦ꯫ ꯄꯨꯡ ꯈꯔꯒꯤ ꯃꯅꯨꯡꯗꯥ ꯇꯦꯝꯄꯦꯔꯦꯆꯔ ꯑꯁꯤ ꯗꯤꯒ꯭ꯔꯤ ꯐꯥꯔꯦꯟꯍꯥꯏꯠ ꯅꯤꯐꯨ ꯐꯥꯎꯕ ꯍꯟꯊꯕꯥ ꯌꯥꯏ꯫ ꯃꯍꯧꯁꯥꯅ ꯅꯨꯃꯤꯠꯁꯤꯡ ꯑꯁꯤ ꯅꯨꯡꯉꯥꯏꯅ ꯂꯩ, ꯃꯌꯦꯛ ꯁꯦꯡꯕꯥ ꯑꯇꯤꯌꯥ ꯂꯩ, ꯃꯁꯤꯅꯥ ꯊꯥꯒꯤ ꯈꯣꯡꯆꯠꯀꯤ ꯊꯋꯥꯏ ꯌꯥꯎꯕ ꯃꯤꯠꯌꯦꯡ ꯑꯃ ꯄꯤꯔꯤ꯫ ꯑꯌꯨꯛꯇꯥ ꯅꯨꯃꯤꯗꯥꯡꯋꯥꯏꯔꯝ ꯁꯥ-ꯁꯟꯂꯧꯎ-ꯁꯤꯡꯎ ꯑꯃꯁꯨꯡ ꯂꯧꯎ-ꯁꯤꯡꯎ ꯇꯧꯅꯕꯥ ꯂꯥꯛꯄ ꯃꯇꯝꯗ ꯃꯔꯕꯨꯃꯤ ꯑꯁꯤ ꯍꯤꯡꯏ꯫ ꯇ꯭ꯔꯦꯗꯤꯁꯅꯦꯜ ꯑꯣꯏꯅꯥ ꯃꯄꯣꯛ ꯅꯨꯃꯤꯠꯀꯤ ꯀꯦꯛꯁꯤꯡꯒꯤꯗꯃꯛꯇꯥ ꯇꯣꯄꯔ ꯑꯣꯏꯅ ꯊꯕꯛ ꯇꯧꯕ ꯑꯥꯏꯇꯦꯝꯁꯤꯡꯒꯤ ꯂꯤꯁ ꯑꯃ ꯁꯦꯝꯃꯨ꯫ ꯀꯦꯟꯗꯜ ꯑꯅꯧꯕ ꯐꯤꯒꯔꯤꯡꯁꯤꯡ (ꯈꯨꯗꯝ ꯑꯣꯏꯅꯥ, ꯁꯥ-ꯁꯟ, ꯁꯨꯄꯔꯍꯤꯔꯣ, ꯄ꯭ꯔꯤꯟꯁꯦꯁ) ꯆꯥꯕ ꯌꯥꯕ ꯐꯨꯜ ꯅꯠꯇꯔꯒ ꯐꯨꯜ ꯄꯦꯇꯜ ꯑꯅꯧꯕ ꯃꯅꯥ-ꯃꯁꯤꯡ ꯐ꯭ꯔꯣꯁ꯭ꯇꯤꯡ ꯅꯠꯇꯔꯒ ꯆꯤꯅꯤꯒꯤ ꯄꯦꯁ꯭ꯇꯇꯥ ꯏꯕꯥ ꯄꯔꯁꯣꯅꯦꯂꯥꯏꯖ ꯇꯧꯔꯕ ꯄꯥꯎꯖꯦꯜꯁꯤꯡ ꯅꯠꯇꯔꯒ ꯏꯃꯦꯖꯁꯤꯡ ꯆꯣꯀꯣꯂꯦꯠ ꯀꯂꯔꯁꯤꯡ, ꯁꯦꯚꯤꯡꯁꯤꯡ ꯅꯠꯇꯔꯒ ꯃꯑꯣꯡꯁꯤꯡ ꯐꯔꯟꯇ ꯗꯦꯀꯣꯔꯦꯁꯟ ꯅꯠꯇꯔꯒ ꯁ꯭ꯀꯥꯜꯞꯆꯥꯔꯁꯤꯡ ꯏꯁꯤꯡ ꯇꯨꯡꯁꯤꯟꯕ ꯅꯠꯇꯔꯒ ꯆꯥꯕ ꯌꯥꯕ ꯒ꯭ꯂꯤꯇꯔ ꯀꯦꯟꯗꯤꯗꯦꯠ ꯅꯠꯇꯔꯒ ꯂꯣꯂꯤꯄꯣꯞꯁꯤꯡ ꯃꯄꯣꯛ ꯅꯨꯃꯤꯠ ꯄꯥꯡꯊꯣꯛꯄ ꯃꯤꯑꯣꯏ ꯑꯗꯨꯒꯤ ꯃꯃꯤꯡ, ꯆꯍꯤ ꯅꯠꯇꯔꯒ ꯏꯃꯦꯖ ꯌꯥꯎꯕ ꯆꯥꯅꯕ ꯐꯣꯇꯣ ꯇꯣꯄꯔꯁꯤꯡ ꯅꯠꯇꯔꯒ ꯀꯦꯛ ꯇꯣꯄꯔꯁꯤꯡ꯫। 'ꯏꯀꯣꯅꯣꯃꯤ ꯑꯣꯐ ꯁ꯭ꯀꯦꯜ' ꯍꯥꯏꯕ ꯋꯥꯍꯩꯁꯤꯡ ꯑꯁꯤꯒꯤ ꯑꯔꯊ ꯀꯔꯤꯅꯣ ꯍꯥꯏꯕꯗꯨ ꯁꯟꯗꯣꯛꯅ ꯇꯥꯛꯄꯤꯌꯨ꯫ ꯏꯀꯣꯅꯣꯃꯤ ꯑꯣꯐ ꯁ꯭ꯀꯦꯜ ꯍꯥꯏꯕꯁꯤ ꯀꯝꯄꯦꯅꯤ ꯑꯃꯅ ꯃꯁꯤꯒꯤ ꯄ꯭ꯔꯗꯛꯁꯟ ꯅꯠꯇꯔꯒ ꯑꯥꯎꯠꯄꯨꯠ ꯑꯁꯤ ꯄꯥꯛꯊꯣꯛ ꯆꯥꯎꯊꯣꯛꯍꯟꯗꯨꯅꯥ ꯐꯪꯕ ꯌꯥꯕ ꯃꯝꯂꯒꯤ ꯈꯨꯗꯣꯡꯆꯥꯕꯁꯤꯡꯕꯨ ꯈꯪꯅꯩ꯫ ꯀꯝꯄꯦꯅꯤ ꯑꯃꯅ ꯆꯥꯎꯈꯠꯂꯛꯄꯒꯥ ꯂꯣꯏꯅꯅꯥ ꯑꯃꯁꯨꯡ ꯍꯦꯟꯅꯥ ꯄꯨꯊꯣꯛꯄꯥ ꯃꯇꯝꯗꯥ, ꯃꯁꯤꯅ ꯑꯣꯚꯔꯍꯦꯠꯒꯨꯝꯕꯥ ꯐꯤꯛꯁ ꯀꯣꯁ꯭ꯇꯁꯤꯡ ꯑꯁꯤ ꯌꯨꯅꯤꯠ ꯃꯁꯤꯡ ꯌꯥꯝꯅ ꯁꯟꯗꯣꯛꯄꯥ ꯉꯝꯃꯤ, ꯃꯁꯤꯅꯥ ꯌꯨꯅꯤꯠ ꯑꯃꯗ ꯆꯥꯡꯆꯠꯇꯥ ꯆꯪꯕ ꯃꯃꯜ ꯍꯟꯊꯍꯟꯕꯥ ꯉꯝꯃꯤ꯫ ꯃꯁꯤꯒꯤ ꯃꯊꯛꯇꯥ, ꯑꯆꯧꯕ ꯀꯝꯄꯦꯅꯤꯁꯤꯡꯅꯥ ꯑꯌꯥꯝꯕꯅ ꯁꯞꯂꯥꯏꯌꯔꯁꯤꯡꯒꯥ ꯍꯦꯟꯅꯥ ꯋꯥꯔꯤ ꯁꯥꯟꯕꯒꯤ ꯁꯛꯇꯤ ꯂꯩ, ꯃꯁꯤꯅ ꯏꯟꯄꯨꯠꯀꯤ ꯃꯃꯜ ꯍꯟꯊꯍꯟꯕꯁꯨ ꯌꯥꯏ꯫ ꯃꯁꯤꯒꯤ ꯃꯊꯛꯇꯥ, ꯍꯦꯟꯅꯥ ꯄꯨꯊꯣꯛꯇꯨꯅꯥ ꯀꯝꯄꯦꯅꯤ ꯑꯃꯅ ꯁ꯭ꯄꯦꯁꯤꯑꯦꯂꯥꯏꯖꯦꯁꯟ ꯑꯃꯁꯨꯡ ꯗꯤꯚꯤꯖꯟ ꯑꯣꯐ ꯂꯦꯕꯔꯒꯤ ꯈꯨꯠꯊꯥꯡꯗꯥ ꯍꯦꯟꯅꯥ ꯋꯥꯡꯕꯥ ꯏꯐꯤꯁꯤꯑꯦꯟꯁꯤ ꯐꯪꯕ ꯉꯝꯒꯅꯤ꯫ ꯏꯀꯣꯅꯣꯃꯤ ꯑꯣꯐ ꯁ꯭ꯀꯦꯜ ꯑꯁꯤ ꯑꯌꯥꯝꯕꯅ ꯀꯝꯄꯦꯅꯤꯁꯤꯡꯅꯥ ꯃꯈꯣꯏꯒꯤ ꯕꯤꯖꯤꯅꯦꯁ ꯆꯥꯎꯈꯠꯍꯟꯅꯕꯥ ꯃꯣꯇꯤꯕꯦꯁꯟ ꯑꯃꯅꯤ ꯑꯃꯁꯨꯡ ꯄꯨꯊꯣꯛꯄꯒꯤ ꯃꯃꯜ ꯍꯟꯊꯕꯒꯤ ꯃꯇꯥꯡꯗ ꯀꯝꯄꯤꯇꯤꯇꯤꯕ ꯑꯦꯗꯚꯥꯟꯇꯦꯖ ꯑꯃ ꯄꯤꯕꯥ ꯉꯝꯒꯅꯤ꯫ ꯑꯗꯨꯝ ꯑꯣꯏꯅꯃꯛ, ꯃꯁꯤ ꯌꯥꯝꯅ ꯃꯔꯨꯑꯣꯏꯅ ꯈꯪꯖꯤꯟꯕꯥ ꯌꯥꯏ ꯃꯗꯨꯗꯤ ꯀꯔꯤꯒꯨꯝꯕꯥ ꯀꯝꯄꯦꯅꯤ ꯑꯃꯅ ꯌꯥꯝꯅ ꯆꯥꯎꯅ ꯆꯥꯎꯈꯠꯂꯛꯂꯕꯗꯤ ꯑꯃꯁꯨꯡ ꯏꯐꯤꯁꯤꯌꯦꯟꯇ ꯑꯣꯏꯗ꯭ꯔꯕꯗꯤ ꯁ꯭ꯀꯦꯂꯒꯤ ꯗꯤꯁꯀꯣꯅꯣꯃꯤꯁꯤꯡꯁꯨ ꯂꯩꯕ ꯌꯥꯏ꯫